ꯑꯥꯔꯇꯤꯐꯤꯁꯤꯑꯦꯜ ꯏꯟꯇꯦꯜꯂꯤꯖꯦꯟꯁ ꯑꯃꯁꯨꯡ ꯗꯦꯇꯥ ꯑꯦꯅꯂꯥꯏꯇꯤꯛꯁꯇ ꯁꯦꯜ ꯊꯥꯗꯕ ꯑꯁꯤ ꯃꯈꯣꯏꯒꯤ ꯀꯩꯊꯦꯜꯒꯤ ꯄꯣꯖꯤꯁꯟ ꯑꯁꯤ ꯃꯄꯥꯡꯒꯜ ꯀꯟꯈꯠꯍꯟꯅꯕ ꯄꯥꯝꯕꯩ ꯑꯃꯥ ꯑꯣꯏꯅ ꯎꯏ꯫ ꯑꯥꯔꯇꯤꯐꯤꯁꯤꯑꯦꯜ ꯏꯟꯇꯦꯜꯂꯤꯖꯦꯟꯁ ꯑꯃꯁꯨꯡ ꯗꯦꯇꯥ ꯑꯦꯅꯥꯂꯥꯏꯇꯤꯛꯁ ꯑꯁꯤ ꯕꯤꯖꯤꯅꯦꯁꯇ ꯑꯦꯖ ꯑꯃ ꯐꯪꯅꯕꯒꯤꯗꯃꯛ ꯃꯔꯨꯑꯣꯏꯕ ꯈꯨꯠꯂꯥꯏ ꯑꯃꯥ ꯑꯣꯏꯔ꯫ ꯑꯥꯔꯇꯤꯐꯤꯁꯤꯑꯦꯜ ꯏꯟꯇꯦꯜꯂꯤꯖꯦꯟꯁ ꯕꯤꯖꯤꯅꯦꯁꯇ ꯑꯃꯁꯨꯡ ꯗꯦꯇꯥ ꯑꯦꯅꯥꯂꯥꯏꯇꯤꯛꯁ ꯁꯤꯖꯤꯟꯅꯕ ꯍꯦꯟꯒꯠꯂꯛꯂꯤ꯫ ꯃꯈꯥꯗꯥ ꯄꯤꯔꯤꯕ ꯋꯥꯍꯩ ꯑꯁꯤꯅ ꯀꯔꯤ ꯋꯦꯗꯔ ꯀꯟꯗꯤꯁꯟ ꯇꯥꯛꯄꯒꯦ? ꯑꯇꯤꯌꯥ ꯑꯗꯨ ꯅꯣꯡꯂꯩ ꯅꯨꯡꯁꯤꯠꯀꯤ ꯑꯉꯧꯕ ꯅꯨꯡꯁꯤꯠꯅ ꯊꯜꯂꯝꯃꯤ꯫ ꯄꯤꯔꯤꯕ ꯋꯥꯍꯩ ꯑꯁꯤꯅ ꯅꯣꯡꯂꯩ-ꯅꯨꯡꯁꯤꯠꯀꯤ ꯐꯤꯚꯝ ꯑꯃ ꯇꯥꯛꯏ ꯃꯗꯨꯗ ꯑꯇꯤꯌꯥꯗ ꯑꯆꯧꯕ, ꯑꯃꯝꯕ ꯑꯃꯁꯨꯡ ꯑꯛꯅꯕ ꯑꯉꯧꯕ ꯅꯨꯡꯁꯤꯠꯅ ꯀꯨꯞꯁꯤꯜꯂꯕ, ꯃꯁꯤꯅ ꯅꯣꯡ, ꯅꯣꯡꯂꯩ-ꯅꯨꯡꯁꯤꯠ ꯅꯠꯇꯔꯒ ꯅꯣꯡꯒꯤ ꯑꯣꯏꯊꯣꯛꯄ ꯌꯥꯕꯁꯤꯡ ꯑꯗꯨ ꯇꯥꯛꯏ꯫ ꯖꯤꯑꯣꯃꯦꯇꯔꯤꯛ ꯁꯩꯔꯦꯡ ꯑꯃꯥ ꯁꯦꯝꯃꯨ꯫ ꯁꯔꯀꯜꯁꯤꯡꯒꯤ ꯃꯅꯨꯡꯗ ꯂꯩꯕ ꯁꯔꯀꯜꯁꯤꯡ, ꯃꯄꯥꯟꯗ ꯊꯣꯛꯄ, ꯂꯣꯏꯕ ꯅꯥꯏꯗꯅ ꯄꯥꯛꯊꯣꯛ ꯆꯥꯎꯊꯣꯛꯄ꯫ ꯁꯀ꯭ꯋꯥꯔ ꯑꯃꯒꯤ ꯃꯊꯛꯇꯥ ꯁꯀ꯭ꯋꯥꯔ, ꯃꯄꯨꯡ ꯐꯥꯕꯥ ꯁꯤꯃꯦꯇꯔꯤꯗ ꯁ꯭ꯇꯦꯛ ꯇꯧꯕ, ꯂꯣꯏꯕꯥ ꯅꯥꯏꯗꯕ ꯃꯑꯣꯡ ꯃꯇꯧꯁꯤꯡ ꯁꯦꯝꯒꯠꯄꯥ꯫ ꯇ꯭ꯔꯥꯏꯑꯦꯡꯒꯜꯁꯤꯡꯅ ꯑꯃꯒ ꯑꯃꯒ ꯂꯣꯏꯅꯅ ꯂꯤꯡꯛ ꯇꯧꯕ, ꯄꯨꯟꯅ ꯆꯠꯃꯤꯟꯅꯗꯨꯅ, ꯍꯦꯟꯅ ꯋꯥꯡꯅ ꯁꯦꯃꯒꯠꯄ ꯑꯃꯁꯨꯡ ꯋꯥꯡꯈꯠꯂꯛꯄ꯫ ꯖꯤꯑꯣꯃꯦꯇꯔꯤꯅ ꯑꯩꯈꯣꯏꯕꯨ ꯀꯨꯞꯁꯤꯜꯂꯤ, ꯄꯨꯟꯁꯤꯒꯤ ꯃꯑꯣꯡ ꯃꯇꯧ ꯑꯃꯁꯨꯡ ꯔꯤꯗꯝꯗ, ꯑꯁꯣꯏꯕ ꯂꯩꯇꯕ, ꯏꯆꯝ ꯆꯝꯕ ꯐꯖꯕ ꯑꯃ꯫। ꯀꯣꯔꯁꯇ ꯃꯈꯥꯒꯤ ꯋꯥꯍꯩ ꯄꯔꯦꯡ ꯑꯁꯤ ꯌꯥꯎꯕ ꯏꯁꯩ ꯑꯃ ꯁꯦꯝꯃꯨ: "ꯑꯩꯈꯣꯏꯅ ꯅꯨꯡꯁꯤꯖꯕ ꯑꯗꯨ ꯇꯧꯕꯥ! ꯃꯅꯨꯡꯗ ꯌꯥꯝꯅ ꯂꯨꯕ ꯋꯥꯈꯜ ꯑꯃ ꯂꯩꯇꯦ ꯅꯨꯃꯤꯠ ꯈꯨꯗꯤꯡꯒꯤ ꯑꯩꯈꯣꯏꯒꯤ ꯃꯪꯂꯥꯟꯁꯤꯡ ꯃꯄꯨꯡ ꯐꯥꯍꯟꯕꯗ ꯑꯩꯈꯣꯏꯅ ꯂꯣꯠꯂꯣꯏꯗꯕꯅꯤ ꯄ꯭ꯔꯤ-ꯀꯣꯔꯁ: ꯑꯩꯈꯣꯏꯅ ꯂꯧꯈꯠꯂꯤꯕ ꯈꯣꯡꯊꯥꯡ ꯈꯨꯗꯤꯡꯃꯛ ꯑꯩꯈꯣꯏꯅ ꯑꯩꯈꯣꯏ ꯏꯁꯥꯅ ꯁꯦꯝꯒꯠꯂꯤ, ꯑꯉꯛꯄꯥ ꯄꯣꯠꯁꯛ ꯑꯃꯥ ꯁꯦꯝꯒꯠꯂꯤ ꯁꯤꯜ ꯈꯨꯗꯤꯡꯃꯛꯇ ꯑꯩꯈꯣꯏꯅ꯫ 'ꯚꯥ꯭ꯏꯞ ꯊꯥꯗꯣꯛꯈ꯭ꯔꯦ꯫ ꯀꯣꯔꯁ: ꯑꯣꯍ ꯑꯩꯈꯣꯏꯅ ꯅꯨꯡꯁꯤꯖꯕ ꯑꯗꯨ ꯇꯧꯔꯤ, ꯌ꯭ꯍ ꯑꯩꯈꯣꯏꯅ ꯅꯨꯡꯁꯤꯖꯕ ꯑꯗꯨ ꯇꯧꯔꯤ, ꯈꯣꯡꯊꯥꯡ ꯈꯨꯗꯤꯡꯃꯛꯅ ꯑꯩꯈꯣꯏꯕꯨ ꯃꯊꯛꯇ ꯋꯥꯡꯅ ꯂꯧꯏ, ꯑꯩꯈꯣꯏꯅ ꯅꯨꯡꯁꯤꯖꯕ ꯑꯗꯨ ꯇꯧꯕꯥ ꯃꯇꯝꯗ꯫ ꯑꯩꯈꯣꯏꯒꯤ ꯊꯝꯃꯣꯏꯅ ꯃꯈꯣꯏꯅ ꯔꯤꯗꯝꯗ ꯍꯨꯔꯥꯟꯕ ꯑꯩꯈꯣꯏꯅ ꯈꯪꯗꯕ ꯊꯕꯛ ꯑꯗꯨꯗ, ꯑꯩꯈꯣꯏꯕꯨ ꯊꯤꯡꯕ ꯉꯝꯕ ꯀꯔꯤꯁꯨ ꯂꯩꯇꯦ, ꯑꯩꯈꯣꯏꯒꯤ ꯄꯥꯝꯖꯕ ꯑꯁꯤꯅ ꯑꯩꯈꯣꯏꯕꯨ ꯌꯦꯡꯏ꯫ ꯄ꯭ꯔꯤ-ꯀꯣꯔꯁ: ꯑꯩꯈꯣꯏꯅ ꯂꯧꯈꯠꯂꯤꯕ ꯈꯣꯡꯊꯥꯡ ꯈꯨꯗꯤꯡꯃꯛꯀ ꯂꯣꯏꯅꯅ, ꯑꯩꯈꯣꯏꯅ ꯑꯩꯈꯣꯏꯒꯤ ꯏꯁꯥꯗ ꯁꯦꯝꯒꯠꯂꯤ, ꯑꯉꯛꯄ ꯋꯥꯐꯝ ꯑꯃ ꯁꯦꯝꯒꯠꯂꯤ, ꯑꯩꯈꯣꯏꯅ ꯊꯥꯗꯣꯛꯈꯤꯕ ꯁꯤꯜ ꯈꯨꯗꯤꯡꯃꯛꯇ꯫ ꯀꯣꯔꯁ: ꯑꯣꯍ ꯑꯩꯈꯣꯏꯅ ꯅꯨꯡꯁꯤꯖꯕ ꯑꯗꯨ ꯇꯧꯔꯤ, ꯌ꯭ꯍ ꯑꯩꯈꯣꯏꯅ ꯅꯨꯡꯁꯤꯖꯕ ꯑꯗꯨ ꯇꯧꯔꯤ, ꯈꯣꯉꯊꯥꯡ ꯈꯨꯗꯤꯡꯃꯛꯅ ꯑꯩꯈꯣꯏꯕꯨ ꯃꯊꯛꯇ ꯋꯥꯡꯅ ꯂꯧꯏ, ꯑꯩꯈꯣꯏꯅ ꯅꯨꯡꯁꯤꯖꯕ ꯑꯗꯨ ꯇꯧꯕ ꯃꯇꯝꯗ꯫ ꯊꯣꯡ: ꯃꯥꯂꯦꯝ ꯑꯁꯤꯅ ꯑꯩꯈꯣꯏꯕꯨ ꯍꯣꯡꯗꯣꯛꯅꯕ ꯍꯣꯠꯅꯔꯛꯄ ꯌꯥꯏ, ꯑꯗꯨꯕꯨ ꯑꯩꯈꯣꯏꯅ ꯂꯦꯞꯄ ꯂꯩꯇꯅ ꯍꯣꯠꯉꯅꯤ, ꯑꯩꯈꯣꯏꯅ ꯇꯧꯔꯤꯕ ꯊꯕꯛ ꯑꯁꯤꯒꯤꯗꯃꯛ ꯑꯩꯈꯣꯏꯒꯤ ꯅꯨꯡꯁꯤꯕ, ꯃꯇꯝ ꯄꯨꯝꯅꯃꯛꯇ ꯑꯆꯨꯝꯕ ꯑꯣꯏꯗꯨꯅ ꯂꯩꯒꯅꯤ꯫ ꯀꯣꯔꯁ: ꯑꯣꯍ ꯑꯩꯈꯣꯏꯅ ꯅꯨꯡꯁꯤꯖꯕ ꯑꯗꯨ ꯇꯧꯔꯤ, ꯌ꯭ꯍ ꯑꯩꯈꯣꯏꯅ ꯅꯨꯡꯁꯤꯖꯕ ꯑꯗꯨ ꯇꯧꯔꯤ, ꯈꯣꯡꯊꯥꯡ ꯈꯨꯗꯤꯡꯃꯛꯅ ꯑꯩꯈꯣꯏꯕꯨ ꯃꯊꯛꯇ ꯋꯥꯡꯅ ꯂꯧꯏ, ꯑꯩꯈꯣꯏꯅ ꯅꯨꯡꯁꯤꯖꯕ ꯑꯗꯨ ꯇꯧꯕ ꯃꯇꯝꯗ꯫ ꯑꯥꯎꯇ꯭ꯔꯣ: ꯑꯗꯨꯅ ꯑꯩꯈꯣꯏꯅꯥ ꯂꯦꯞꯄꯥ ꯂꯩꯇꯅꯥ ꯆꯠꯊꯔꯁꯤ, ꯑꯩꯈꯣꯏꯒꯤ ꯄꯦꯁꯟꯁꯤꯡ ꯅꯨꯃꯤꯠ ꯈꯨꯗꯤꯡꯒꯤ, ꯃꯔꯝꯗꯤ ꯑꯩꯈꯣꯏꯅ ꯅꯨꯡꯁꯤꯖꯕ ꯑꯗꯨ ꯇꯧꯕ ꯃꯇꯝꯗ, ꯑꯩꯈꯣꯏꯅ ꯀꯩꯗꯧꯅꯨꯡꯗ ꯑꯩꯈꯣꯏꯒꯤ ꯂꯝꯕꯤ ꯃꯥꯡꯂꯣꯏ꯫